ꯃꯔꯤ ꯂꯩꯅꯗꯕ ꯋꯥꯍꯩꯁꯤꯡ ꯂꯧꯊꯣꯛꯎ ꯑꯃꯁꯨꯡ ꯋꯥꯍꯩ ꯑꯗꯨ ꯍꯦꯟꯅ ꯀꯨꯞꯁꯤꯜꯂꯨ꯫ ꯐꯤꯂꯝ ꯑꯁꯤ ꯌꯥꯝꯅ ꯁꯥꯡꯂꯕꯁꯨ ꯑꯩꯅ ꯌꯥꯝꯅ ꯅꯨꯡꯉꯥꯏꯈꯤ꯫ ꯁꯤꯅꯦꯃꯥ ꯑꯁꯤ ꯌꯥꯝꯅ ꯁꯥꯡꯂꯕꯁꯨ ꯑꯩꯅ ꯌꯥꯝꯅ ꯄꯥꯝꯃꯤ꯫ ꯑꯄꯤꯕ ꯍꯤꯔꯝ ꯑꯗꯨꯒꯤꯗꯃꯛ ꯁ꯭ꯇꯗꯤ ꯒꯥꯏꯗ ꯑꯃ ꯁꯦꯝꯃꯨ꯫ ꯐꯤꯖꯤꯛꯁꯇ ꯌꯨꯝꯐꯝ ꯑꯣꯏꯕ꯫ ꯐꯤꯖꯤꯛꯁꯀꯤ ꯁ꯭ꯇꯗꯤ ꯒꯥꯏꯗꯂꯥꯏꯟꯁꯤꯡ ꯍꯧꯗꯣꯛꯄ: ꯐꯤꯖꯤꯛꯁ ꯑꯁꯤ ꯄꯣꯠꯁꯛ ꯑꯃꯁꯨꯡ ꯏꯅꯔꯖꯤꯒꯤ ꯃꯑꯣꯡ ꯃꯇꯧ ꯑꯃꯁꯨꯡ ꯃꯒꯨꯟꯁꯤꯡꯒ ꯃꯔꯤ ꯂꯩꯅꯕ ꯁꯥꯏꯟꯁ ꯑꯃꯅꯤ꯫ ꯃꯁꯤꯅ ꯈ꯭ꯋꯥꯏꯗꯒꯤ ꯑꯄꯤꯛꯄ ꯁꯕꯑꯦꯇꯣꯃꯤꯛ ꯄꯥꯔꯇꯤꯀꯜꯁꯤꯡꯗꯒꯤ ꯍꯧꯔꯒ ꯌꯨꯅꯤꯚꯔꯁꯀꯤ ꯑꯆꯧꯕ ꯁ꯭ꯇ꯭ꯔꯛꯆꯔꯁꯤꯡ ꯐꯥꯎꯕꯒꯤ ꯍꯤꯔꯝꯁꯤꯡ ꯊꯦꯡꯅꯔꯤ꯫ ꯐꯤꯖꯤꯛꯁꯀꯤ ꯃꯔꯨꯑꯣꯏꯕ ꯋꯥꯈꯜꯂꯣꯟ ꯈꯔꯗꯤ ꯈꯪꯖꯤꯟꯕꯗ ꯃꯇꯦꯡ ꯄꯥꯡꯒꯗꯕ ꯁ꯭ꯇꯗꯤ ꯒꯥꯏꯗ ꯑꯃ ꯃꯈꯥꯗ ꯄꯤꯔꯤ꯫ ꯕꯦꯁꯤꯛ ꯀꯟꯁꯦꯞꯇꯁꯤꯡ: ꯃꯦꯇꯔ: ꯃꯥꯁ ꯂꯩꯕ ꯑꯃꯁꯨꯡ ꯁ꯭ꯄꯦꯁ ꯂꯧꯕ ꯄꯣꯠꯁꯛ ꯑꯃꯍꯦꯛꯇ꯫ ꯏꯅꯔꯖꯤ: ꯊꯕꯛ ꯇꯧꯕ ꯉꯝꯕ ꯅꯠꯇ꯭ꯔꯒ ꯑꯍꯣꯡꯕ ꯄꯨꯔꯛꯄ ꯉꯝꯕ꯫ ꯃꯣꯁꯟ: ꯄꯣꯠꯁꯛ ꯑꯃꯒꯤ ꯄꯣꯖꯤꯁꯟ ꯅꯠꯇ꯭ꯔꯒ ꯗꯤꯁꯄ꯭ꯂꯦꯁꯃꯦꯟꯇꯗ ꯑꯍꯣꯡꯕ ꯂꯥꯛꯄ ꯫ ꯐꯣꯔꯁ: ꯄꯣꯠꯁꯛ ꯑꯃꯒꯤ ꯃꯣꯁꯟ ꯍꯣꯡꯗꯣꯛꯄ ꯉꯝꯕ ꯄꯨꯁ ꯅꯠꯇ꯭ꯔꯒ ꯄꯨꯜ꯫ ꯊꯕꯛ: ꯂꯥꯞꯅ ꯂꯩꯕ ꯃꯐꯝꯗ ꯐꯣꯔꯁ ꯑꯦꯄ꯭ꯂꯥꯏ ꯇꯧꯕ꯫ ꯄꯥꯋꯔ: ꯊꯕꯛ ꯇꯧꯕꯒꯤ ꯆꯥꯡ꯫ ꯀꯤꯅꯦꯃꯦꯇꯤꯛꯁ: ꯃꯁꯤꯕꯨ ꯊꯣꯛꯍꯜꯂꯤꯕ ꯐꯣꯔꯁꯁꯤꯡ ꯑꯗꯨ ꯈꯟꯅꯗꯅ ꯃꯣꯁꯟꯒꯤ ꯃꯇꯥꯡꯗ ꯊꯤꯖꯤꯟꯕ꯫ ꯗꯥꯏꯅꯥꯃꯤꯛꯁ: ꯃꯣꯁꯟ ꯑꯃꯁꯨꯡ ꯃꯁꯤꯕꯨ ꯊꯣꯛꯍꯜꯂꯤꯕ ꯐꯣꯔꯁꯁꯤꯡꯒꯤ ꯃꯇꯥꯡꯗ ꯊꯤꯖꯤꯟꯕ꯫ ꯅꯤꯎꯇꯟꯒꯤ ꯂꯣ ꯑꯣꯐ ꯃꯣꯁꯟ: ꯐꯣꯔꯁ ꯑꯃꯁꯨꯡ ꯃꯣꯁꯟꯒꯤ ꯃꯔꯛꯇ ꯂꯩꯔꯤꯕ ꯃꯔꯤ ꯑꯗꯨ ꯇꯥꯛꯄ ꯐꯟꯗꯥꯃꯦꯟꯇꯦꯜ ꯂꯣ ꯑꯍꯨꯝ꯫ ꯃꯣꯃꯦꯟꯇꯝ ꯀꯟꯖꯔꯕꯦꯁꯟ: ꯀ꯭ꯂꯣꯖꯗ ꯁꯤꯁꯇꯦꯝ ꯑꯃꯗ ꯂꯩꯕ ꯑꯄꯨꯟꯕ ꯃꯣꯃꯦꯟꯇꯝ ꯑꯗꯨ ꯀꯟꯖꯔꯕꯦꯁꯟ ꯇꯧꯏ꯫ ꯏꯅꯔꯖꯤ ꯀꯟꯖꯔꯕꯦꯁꯟ: ꯀ꯭ꯂꯣꯖꯗ ꯁꯤꯁꯇꯦꯝ ꯑꯃꯗ ꯂꯩꯔꯤꯕ ꯑꯄꯨꯟꯕ ꯑꯦꯅꯔꯖꯤ ꯑꯁꯤ ꯀꯟꯖꯔꯕꯦꯁꯟ ꯇꯧꯏ꯫ ꯇꯝꯄꯥꯛ ꯑꯃꯁꯨꯡ ꯈꯣꯟꯖꯦꯜ: ꯇꯝꯄꯥꯛ: ꯃꯦꯗꯤꯌꯝ ꯑꯃꯒꯤ ꯈꯨꯠꯊꯥꯡꯗ ꯑꯦꯅꯔꯖꯤ ꯇ꯭ꯔꯥꯟꯁꯐꯔ ꯇꯧꯕ, ꯗꯤꯁꯇꯔꯕꯦꯟꯁꯁꯤꯡ꯫ ꯈꯣꯟꯖꯦꯜ: ꯅꯨꯡꯁꯤꯠ ꯅꯠꯇ꯭ꯔꯒ ꯑꯇꯩ ꯃꯤꯗꯤꯌꯥꯒꯤ ꯈꯨꯠꯊꯥꯡꯗ ꯆꯠꯂꯤꯕ ꯑꯃꯁꯨꯡ ꯀꯥꯡꯅ ꯇꯥꯕ ꯌꯥꯕ ꯇꯝꯄꯥꯛ ꯃꯈꯜ ꯑꯃꯅꯤ꯫ ꯐ꯭ꯔꯤꯛꯕꯦꯟꯁꯤ: ꯑꯄꯤꯕ ꯃꯇꯝ ꯑꯃꯗ ꯄꯣꯏꯟꯇ ꯑꯃ ꯄꯥꯁ ꯇꯧꯕ ꯇꯝꯄꯥꯛꯀꯤ ꯃꯁꯤꯡ꯫ ꯋꯦꯕꯂꯦꯡꯊ: ꯇꯝꯄꯥꯛ ꯑꯃꯒꯤ ꯊꯪꯅ-ꯊꯪꯅꯅ ꯀ꯭ꯔꯦꯁ꯭ꯠ ꯅꯠꯇ꯭ꯔꯒ ꯇ꯭ꯔꯣꯐ ꯑꯅꯤꯒꯤ ꯃꯔꯛꯇ ꯂꯩꯕ ꯑꯔꯥꯞꯄ꯫ ꯑꯦꯝꯄ꯭ꯂꯤꯠꯌꯨꯗ: ꯇꯝꯄꯥꯛ ꯑꯃꯒꯤ ꯔꯦꯁ꯭ꯠ ꯄꯣꯖꯤꯁꯟꯗꯒꯤ ꯈ꯭ꯋꯥꯏꯗꯒꯤ ꯌꯥꯝꯕ ꯗꯤꯁꯄ꯭ꯂꯦꯁꯃꯦꯟꯇ꯫ ꯏꯂꯦꯛꯇ꯭ꯔꯤꯁꯤꯇꯤ ꯑꯃꯁꯨꯡ ꯃꯦꯒ꯭ꯅꯦꯇꯤꯖꯝ: ꯏꯂꯦꯛꯇ꯭ꯔꯤꯛ ꯆꯥꯔꯖ: ꯄꯣꯖꯤꯇꯤꯚ, ꯅꯦꯒꯦꯇꯤꯚ ꯅꯠꯇ꯭ꯔꯒ ꯅ꯭ꯌꯨꯇ꯭ꯔꯦꯟꯇ ꯑꯣꯏꯕ ꯌꯥꯕ ꯄꯣꯠꯁꯛ ꯑꯃꯒꯤ ꯐꯟꯗꯥꯃꯦꯟꯇꯦꯜ ꯄ꯭ꯔꯣꯄꯔꯇꯤ ꯑꯃꯅꯤ꯫ ꯏꯂꯦꯛꯇ꯭ꯔꯤꯛ ꯐꯤꯜꯗꯁꯤꯡ: ꯆꯥꯔꯖ ꯇꯧꯔꯕ ꯄꯣꯠꯁꯛ ꯑꯃꯒꯤ ꯑꯀꯣꯏꯕꯗ ꯂꯩꯕ ꯃꯐꯝ ꯑꯗꯨꯗ ꯄꯣꯠꯁꯛ ꯑꯗꯨꯒꯤ ꯏꯂꯦꯛꯇ꯭ꯔꯤꯛ ꯐꯣꯔꯁ ꯑꯗꯨ ꯑꯇꯣꯞꯄ ꯆꯥꯔꯖ ꯇꯧꯔꯕ ꯄꯣꯠꯁꯛꯁꯤꯡꯗ ꯁꯣꯛꯍꯜꯂꯤ꯫ ꯃꯦꯒ꯭ꯅꯦꯇꯤꯛ ꯐꯤꯜꯗꯁꯤꯡ: ꯃꯦꯒ꯭ꯅꯦꯇꯤꯛ ꯑꯃꯒꯤ ꯑꯀꯣꯏꯕꯗ ꯂꯩꯕ ꯃꯐꯝ ꯑꯗꯨꯗ ꯃꯦꯒ꯭ꯅꯦꯇꯀꯤ ꯃꯦꯒ꯭ꯅꯦꯇꯤꯛ ꯐꯣꯔꯁ ꯑꯗꯨ ꯑꯇꯣꯞꯄ ꯃꯦꯒ꯭ꯅꯦꯇꯁꯤꯡꯗ ꯁꯣꯛꯍꯜꯂꯤ꯫ ꯏꯂꯦꯛꯇ꯭ꯔꯣꯃꯦꯒ꯭ꯅꯦꯇꯤꯖꯝ: ꯏꯂꯦꯛꯇ꯭ꯔꯤꯁꯤꯇꯤ ꯑꯃꯁꯨꯡ ꯃꯦꯒ꯭ꯅꯦꯇꯤꯖꯝꯒꯤ ꯃꯔꯛꯇ ꯂꯩꯔꯤꯕ ꯃꯔꯤ꯫ ꯇ꯭ꯔꯦꯗꯤꯁ꯭ꯅꯦꯜ ꯊ꯭ꯌꯦꯡꯀꯁ ꯗꯤꯅꯥꯔ ꯑꯃꯒꯤꯗꯃꯛ ꯃꯦꯅꯨ ꯑꯃ ꯁꯦꯝꯃꯨ꯫ ꯊ꯭ꯌꯦꯡꯀꯁ ꯒꯤꯚꯤꯡ ꯑꯁꯤ ꯃꯔꯨꯄꯁꯤꯡ ꯑꯃꯁꯨꯡ ꯏꯃꯨꯡ ꯃꯅꯨꯡꯒ ꯂꯣꯏꯅꯅ ꯇ꯭ꯔꯦꯗꯤꯁ꯭ꯅꯦꯜ ꯑꯣꯏꯕ ꯆꯥꯛꯁꯪ ꯑꯃꯗ ꯅꯨꯡꯉꯥꯏꯕ ꯐꯣꯡꯗꯣꯛꯄꯒꯤ ꯑꯈꯟꯅꯕ ꯃꯇꯝ ꯑꯃꯅꯤ꯫ ꯏꯟꯄꯨꯠ ꯑꯅꯤ ꯄꯤꯔꯕ ꯑꯦꯁꯄꯦꯛꯇ ꯔꯦꯁꯤꯑꯣ ꯂꯦꯞꯊꯣꯛꯅꯕ ꯐꯪꯁꯟ ꯑꯃ ꯁꯦꯝꯃꯨ꯫ ꯄꯥꯛ ꯆꯥꯎꯕ ꯆꯥꯝꯃꯔꯤ, ꯑꯋꯥꯡꯕ ꯆꯥꯇ꯭ꯔꯨꯛ ꯑꯣꯏꯒꯅꯤ꯫ ꯕꯥꯒꯥꯟꯒꯤ ꯐꯃꯨꯡ ꯑꯃꯗ ꯒꯣꯂꯥꯞ ꯊꯥꯕ꯫ ꯕꯥꯒꯥꯟꯒꯤ ꯐꯃꯨꯡ ꯑꯃꯗ ꯒꯣꯂꯥꯞ ꯊꯥꯕ ꯌꯥꯕ ꯕꯥꯏꯄꯔꯗꯛꯇꯁꯤꯡꯗꯤ: ꯐꯨꯜ ꯒꯣꯂꯥꯞ: ꯒꯣꯂꯥꯞ ꯂꯧꯕꯨꯛ ꯑꯁꯤꯅ ꯅꯨꯡꯉꯥꯏꯕ ꯅꯠꯇ꯭ꯔꯒ ꯀꯨꯞꯁꯤꯟꯕ ꯌꯥꯕ ꯐꯖꯔꯕ, ꯃꯍꯤꯛ-ꯃꯇꯥꯏ ꯂꯩꯕ ꯃꯆꯨꯁꯤꯡ ꯄꯨꯊꯣꯛꯀꯅꯤ꯫ ꯑꯦꯁꯇꯦꯇꯤꯛꯁ ꯍꯦꯟꯒꯠꯂꯛꯄ: ꯒꯣꯂꯥꯞ ꯕꯨꯁ ꯑꯃ ꯍꯥꯞꯆꯤꯟꯕꯅ ꯒꯥꯔꯗꯦꯟ ꯕꯦꯗ ꯑꯃꯁꯨꯡ ꯑꯄꯨꯟꯕ ꯂꯦꯟꯗꯁ꯭ꯀꯦꯄꯤꯡꯒꯤ ꯚꯤꯖꯨꯑꯦꯜ ꯑꯦꯄꯤꯜ ꯍꯦꯟꯒꯠꯍꯟꯕ ꯉꯝꯒꯅꯤ꯫ ꯅꯨꯡꯁꯤꯠꯀꯤ ꯃꯒꯨꯟ ꯐꯒꯠꯂꯛꯄ: ꯔꯣꯖ ꯕꯨꯁ ꯑꯁꯤꯅ ꯄꯥꯝꯕꯤ ꯄꯨꯝꯅꯃꯛꯒꯨꯝꯅ ꯑꯣꯛꯁꯤꯖꯦꯟ ꯄꯨꯊꯣꯛꯀꯅꯤ ꯑꯃꯁꯨꯡ ꯐꯣꯇꯣꯁꯤꯟꯊꯦꯁꯤꯁꯀꯤ ꯈꯨꯠꯊꯥꯡꯗ ꯀꯥꯔꯕꯣꯟ ꯗꯥꯏꯑꯣꯛꯁꯥꯏꯗ ꯊꯣꯛꯍꯟꯒꯅꯤ, ꯃꯁꯤꯅ ꯅꯨꯡꯁꯤꯠꯀꯤ ꯃꯒꯨꯟ ꯐꯒꯠꯍꯟꯕꯗ ꯃꯇꯦꯡ ꯄꯥꯡꯒꯅꯤ꯫ ꯄꯣꯂꯤꯅꯦꯇꯔꯁꯤꯡꯒꯤꯗꯃꯛꯇ ꯄꯨꯛꯅꯤꯡ ꯆꯤꯡꯁꯤꯟꯕ: ꯐꯨꯜ ꯒꯣꯂꯥꯞ ꯑꯁꯤꯅ ꯃꯍꯤꯛ, ꯎꯆꯦꯛ ꯑꯃꯁꯨꯡ ꯎꯆꯦꯛꯁꯤꯡꯒꯨꯝꯕ ꯄꯣꯂꯤꯅꯦꯇꯔꯁꯤꯡꯕꯨ ꯕꯥꯒꯥꯟꯗ ꯄꯨꯛꯅꯤꯡ ꯆꯤꯡꯁꯤꯟꯒꯅꯤ, ꯃꯁꯤꯅ ꯄꯣꯂꯤꯅꯦꯁꯟ ꯑꯃꯁꯨꯡ ꯕꯥꯏꯑꯣꯗꯥꯏꯚꯔꯁꯤꯇꯤ ꯍꯦꯟꯒꯠꯍꯟꯒꯅꯤ꯫ ꯃꯈꯥꯗ ꯄꯤꯔꯤꯕ ꯋꯥꯍꯩ ꯑꯁꯤ ꯒ꯭ꯔꯥꯃꯥꯇꯤꯛ ꯑꯣꯏꯅ ꯑꯆꯨꯝꯕ ꯑꯣꯏꯍꯟꯅꯕ ꯑꯦꯗꯤꯠ ꯇꯧꯕꯤꯌꯨ꯫ ꯋꯥꯔꯀꯔ ꯌꯨꯅꯤꯌꯟꯁꯤꯡꯅ ꯋꯥꯔꯤ ꯁꯥꯅꯕ ꯑꯗꯨꯗ ꯌꯥꯝꯅ ꯑꯁꯥꯒ ꯂꯣꯏꯅꯅ ꯆꯠꯈꯤ꯫